ꯏꯃꯨꯡꯒꯤ ꯃꯔꯤ:ꯒ꯭ꯔꯤꯛꯀꯤ ꯊꯥꯏꯅꯒꯤ ꯋꯥꯔꯤꯗ ꯑꯥꯔꯇꯦꯃꯤꯁ ꯑꯁꯤ ꯖ꯭ꯌꯨꯁ ꯑꯃꯁꯨꯡ ꯂꯦꯇꯣꯒꯤ ꯃꯆꯥꯅꯨꯄꯤꯅꯤ꯫ ꯗꯦꯂꯣꯁ ꯅꯠꯇ꯭ꯔꯒ ꯑꯣꯔꯇꯤꯖꯤꯌꯥ (ꯅꯣꯡꯆꯨꯞ ꯇꯔꯀꯤꯒꯤ ꯏꯐꯤꯁꯀꯤ ꯃꯅꯥꯛꯇ) ꯄꯣꯛꯈꯤꯕ ꯃꯍꯥꯛ ꯑꯁꯤ ꯂꯥꯏ ꯑꯄꯣꯂꯣꯒꯤ ꯃꯆꯦ ꯐꯥꯏꯕꯣꯛꯅꯤ꯫ ꯃꯍꯥꯛ ꯆꯍꯤ ꯑꯍꯨꯝ ꯁꯨꯔꯛꯄ ꯃꯇꯝꯗ ꯃꯍꯥꯛꯀꯤ ꯃꯄꯥꯅ ꯃꯍꯥꯛꯄꯨ ꯃꯍꯥꯛꯀꯤ ꯀꯣꯛꯇ ꯐꯝꯈꯤ ꯑꯃꯁꯨꯡ ꯃꯍꯥꯛꯅ ꯀꯔꯤ ꯈꯨꯗꯣꯜꯁꯤꯡ ꯄꯥꯝꯒꯗꯒꯦ ꯍꯥꯏꯅ ꯍꯪꯈꯤ꯫ ꯃꯍꯥꯛꯀꯤ ꯃꯄꯥꯒꯤ ꯁꯛꯇꯤ ꯑꯗꯨ ꯈꯪꯕꯅ, ꯅꯍꯥ ꯑꯣꯏꯔꯤꯕ ꯑꯥꯔꯇꯦꯃꯤꯁ ꯑꯗꯨꯅ ꯍꯪꯕꯗ ꯅꯤꯡꯉꯝꯈꯤꯗꯦ ꯑꯃꯁꯨꯡ ꯃꯁꯤ ꯃꯍꯥꯛꯀꯤ ꯄꯥꯎꯈꯨꯝ ꯑꯣꯏꯈꯤ (ꯀꯅꯥꯒꯨꯝꯕ ꯑꯃꯅ ꯃꯍꯥꯛꯅ ꯃꯇꯝ ꯈꯔꯒꯤ ꯑꯣꯏꯅ ꯃꯁꯤꯒꯤ ꯃꯇꯥꯡꯗ ꯈꯟꯗꯨꯅ ꯂꯩꯔꯝꯕ ꯋꯥꯈꯜꯂꯣꯟ ꯑꯗꯨ ꯐꯪꯉꯤ ꯍꯩ-ꯁꯤꯡꯕ ꯑꯃꯁꯨꯡ ꯃꯔꯤ ꯂꯩꯅꯕ ꯍꯤꯔꯝꯁꯤꯡ ꯁꯥꯏꯀ꯭ꯂꯣꯄꯤꯁꯅ ꯁꯦꯝꯕ ꯂꯨꯄꯥꯒꯤ ꯂꯤꯔꯨꯡ ꯑꯃ ꯑꯃꯁꯨꯡ ꯄꯥꯟꯗꯒꯤ ꯁꯥꯗꯥꯟꯕꯒꯤ ꯈꯣꯡꯂꯣꯏ ꯑꯃ ꯑꯣꯏꯅ ꯍꯨꯏ ꯀꯥꯡꯂꯨꯞ ꯑꯃꯒꯨꯝꯕ ꯈꯨꯗꯣꯜꯁꯤꯡ ꯑꯁꯤꯒꯨꯝꯕ ꯄꯤꯔꯕꯗꯤ, ꯑꯥꯔꯇꯦꯃꯤꯁ ꯑꯁꯤ, ꯃꯇꯝ ꯑꯗꯨꯗ, ꯁꯥꯗꯥꯟꯕ ꯑꯃꯁꯨꯡ ꯂꯝꯂꯛꯀꯤ ꯃꯍꯧꯁꯥꯒꯤ ꯌꯣꯛꯈꯠꯄꯤꯕ ꯂꯥꯏꯔꯦꯝꯕꯤ ꯑꯃ ꯑꯃꯁꯨꯡ ꯁꯥꯁꯤꯡꯒꯤ ꯂꯣꯏꯅꯕꯤ ꯑꯃ ꯑꯣꯏꯅ ꯂꯧꯅꯔꯝꯃꯤ꯫ ꯃꯔꯝ ꯑꯁꯤꯅ, ꯃꯍꯥꯛ ꯁꯖꯤ ꯑꯃꯁꯨꯡ ꯑꯣꯛ (ꯃꯔꯨꯑꯣꯏꯅ ꯅꯍꯥ ꯑꯣꯏꯔꯤꯕꯁꯤꯡ), ꯎꯃꯪꯁꯤꯡ, ꯑꯃꯁꯨꯡ ꯊꯥꯒꯨꯝꯕ ꯂꯝꯂꯛꯀꯤ ꯁꯥꯁꯤꯡꯒ ꯃꯔꯤ ꯂꯩꯅꯩ꯫ ꯁꯦꯡꯂꯕ, ꯑꯉꯥꯡ ꯄꯣꯛꯄ, ꯑꯃꯁꯨꯡ ꯂꯩꯍꯥꯎ ꯆꯦꯟꯕꯒꯤ ꯂꯥꯏꯔꯦꯝꯕꯤ ꯑꯃ ꯑꯣꯏꯅ, ꯑꯥꯔꯇꯦꯃꯤꯁ ꯀꯨꯔꯣꯇ꯭ꯔꯣꯐꯣꯁ ꯑꯁꯤ ꯅꯍꯥ ꯑꯣꯏꯔꯤꯕ ꯅꯨꯄꯤꯁꯤꯡ, ꯃꯔꯨꯑꯣꯏꯅ ꯀꯟꯌ ꯑꯣꯏꯒꯗꯧꯔꯤꯕ ꯅꯨꯄꯤꯁꯤꯡꯒꯤ ꯇꯦꯡꯕꯥꯡꯕꯤꯔꯝꯃꯤ, ꯃꯍꯥꯛꯅ ꯃꯈꯣꯏꯒꯤ ꯁꯥꯟꯅꯄꯣꯠꯁꯤꯡ ꯑꯗꯨ ꯃꯄꯨꯡ ꯐꯥꯅ ꯑꯍꯜ ꯑꯣꯏꯔꯛꯄꯗ ꯍꯣꯡꯂꯛꯄꯒꯤ ꯑꯃꯁꯨꯡ ꯂꯣꯏꯅꯕꯤꯒꯤ ꯊꯧꯗꯥꯡꯁꯤꯡ ꯂꯧꯕꯒꯤ ꯈꯨꯗꯝ ꯑꯣꯏꯅ ꯃꯉꯣꯟꯗ ꯀꯠꯊꯣꯛꯈꯤ꯫ ꯑꯔꯣꯏꯕꯗ, ꯂꯥꯏꯔꯦꯝꯕꯤ ꯑꯁꯤ, ꯂꯝꯂꯛꯀꯤ ꯃꯍꯧꯁꯥꯒꯤ ꯃꯤꯑꯣꯏ ꯑꯃ ꯑꯣꯏꯅ, ꯐꯤꯖꯤꯀꯦꯜ ꯑꯣꯏꯕ ꯋꯥꯍꯩꯁꯤꯡ ꯑꯃꯁꯨꯡ ꯑꯦꯕꯁꯇ꯭ꯔꯦꯛꯠ ꯑꯅꯤꯃꯛꯇ ꯉꯝꯈꯩꯁꯤꯡ ꯑꯃꯁꯨꯡ ꯑꯍꯣꯡꯕꯒ ꯃꯔꯤ ꯂꯩꯅꯈꯤ꯫ ꯃꯔꯝ ꯑꯁꯤꯅ, ꯑꯥꯔꯇꯦꯃꯤꯁꯇ ꯀꯠꯊꯣꯛꯂꯕ ꯂꯥꯏꯁꯪꯁꯤꯡ ꯑꯁꯤ ꯑꯌꯥꯝꯕꯅ ꯃꯤꯑꯣꯏꯕꯅ ꯈꯨꯟꯗꯥ-ꯂꯩꯇꯥꯕ ꯃꯐꯝꯁꯤꯡꯗ ꯅꯠꯇ꯭ꯔꯒ ꯂꯝ ꯍꯣꯡꯂꯛꯂꯤꯕ ꯃꯐꯝꯁꯤꯡ ꯍꯥꯏꯕꯗꯤ ꯄꯥꯠꯊꯤ-ꯀꯣꯝꯊꯤ ꯅꯠꯇ꯭ꯔꯒ ꯏꯁꯤꯡꯒꯤ ꯇꯤꯟꯐꯝꯁꯤꯡꯗ ꯁꯥꯈꯤꯕ ꯑꯣꯏꯔꯝꯕ ꯌꯥꯏ꯫ ꯒ꯭ꯔꯤꯛꯀꯤ ꯂꯥꯏꯒꯤ ꯋꯥꯔꯤꯗ ꯑꯥꯔꯇꯦꯃꯤꯁꯅ ꯍꯣꯃꯔꯥꯒꯤ ꯏꯂꯤꯌꯥꯗꯀꯤ ꯇ꯭ꯔꯣꯖꯟ ꯂꯥꯟꯗ ꯑꯄꯤꯛꯄ ꯊꯧꯗꯥꯡ ꯑꯃꯈꯛꯇꯃꯛ ꯂꯧꯔꯤ ꯑꯃꯁꯨꯡ ꯃꯁꯤꯕꯨ ꯑꯌꯥꯝꯕꯅ 'ꯑꯥꯔꯆꯔ ꯂꯥꯏꯔꯦꯝꯕꯤ' ꯍꯥꯏꯅ ꯐꯣꯡꯗꯣꯛꯏ ꯑꯗꯨꯕꯨ ꯃꯇꯝ ꯑꯃꯗ 'ꯂꯥꯎꯅ ꯁꯥꯟꯗꯥꯟꯕꯒꯤ ꯂꯥꯏꯔꯦꯝꯕꯤ' ꯑꯃꯁꯨꯡ 'ꯂꯝꯂꯛꯀꯤ ꯁꯥ-ꯎꯆꯦꯛꯁꯤꯡꯒꯤ ꯌꯨꯝꯕꯤ' ꯍꯥꯏꯅꯁꯨ ꯐꯣꯡꯗꯣꯛꯏ꯫ ꯇ꯭ꯔꯣꯖꯟꯁꯤꯡꯕꯨ ꯃꯇꯦꯡ ꯄꯥꯡꯗꯨꯅ, ꯃꯍꯥꯛꯅ ꯃꯔꯨꯑꯣꯏꯅ ꯑꯦꯅꯤꯌꯥꯁꯄꯨ ꯗꯥꯏꯑꯣꯃꯤꯗꯁꯅ ꯑꯁꯣꯛ ꯑꯄꯟ ꯅꯪꯂꯕ ꯃꯇꯨꯡꯗ ꯐꯒꯠꯍꯜꯂꯤ꯫ ꯍꯦꯁꯁꯤꯌꯣꯗꯅ ꯃꯍꯥꯛꯀꯤ ꯊꯤꯌꯣꯒꯣꯅꯤꯗ ꯑꯌꯥꯝꯕ ꯃꯇꯝꯗ ꯃꯍꯥꯛꯄꯨ 'ꯇꯦꯟꯖꯩ ꯀꯥꯞꯄ ꯑꯥꯔꯇꯦꯃꯤꯁ' ꯍꯥꯏꯅ ꯐꯣꯡꯗꯣꯛꯏ꯫ ꯂꯥꯏꯔꯦꯝꯕꯤ ꯑꯁꯤ ꯌꯥꯎꯕ ꯇ꯭ꯔꯣꯖꯟ ꯋꯥꯔ ꯍꯧꯔꯛꯄꯗ ꯊꯣꯏꯗꯣꯛ ꯍꯦꯟꯗꯣꯛꯄ ꯇꯥꯡꯀꯛ ꯑꯃꯗꯤ ꯑꯒꯥꯃꯦꯝꯅꯣꯟꯒꯤ ꯃꯆꯥꯅꯨꯄꯤ ꯏꯐꯤꯖꯦꯅꯤꯌꯥꯕꯨ ꯀꯟꯕꯅꯤ꯫ ꯅꯤꯡꯊꯧ ꯑꯗꯨꯅ ꯂꯥꯏꯔꯦꯝꯕꯤ ꯑꯗꯨꯕꯨ ꯃꯍꯥꯛꯀꯤ ꯁꯖꯤ ꯑꯃꯕꯨ ꯁꯦꯡꯂꯕ ꯎꯃꯪ ꯑꯃꯗ ꯍꯥꯠꯇꯨꯅ ꯅꯨꯡꯉꯥꯏꯇꯕ ꯐꯥꯎꯈꯤ꯫ ꯆꯩꯔꯥꯛ ꯑꯣꯏꯅ ꯑꯥꯔꯇꯦꯃꯤꯁꯅ ꯑꯆꯥꯌꯟꯒꯤ ꯏꯁꯤꯡ ꯂꯥꯟꯃꯤꯁꯤꯡꯕꯨ ꯏꯪꯍꯟꯈꯤ ꯑꯃꯁꯨꯡ ꯏꯐꯤꯖꯦꯅꯤꯌꯥꯅ ꯀꯠꯊꯣꯛꯈꯤꯕ ꯑꯗꯨꯈꯛꯇꯅ ꯂꯥꯏꯔꯦꯝ ꯑꯗꯨꯕꯨ ꯇ꯭ꯔꯣꯏꯗ ꯑꯆꯨꯝꯕ ꯅꯨꯡꯁꯤꯠ ꯑꯃ ꯄꯤꯕꯗ ꯅꯨꯡꯉꯥꯏꯍꯟꯒꯅꯤ꯫ ꯑꯒꯥꯃꯦꯝꯅꯣꯟꯅ ꯃꯍꯥꯛꯀꯤ ꯃꯆꯥꯅꯨꯄꯤꯕꯨ ꯀꯠꯊꯣꯛꯄꯗ ꯃꯇꯤꯛ ꯆꯥꯅ ꯀꯠꯊꯣꯛꯈꯤ, ꯑꯗꯨꯕꯨ ꯅꯨꯡꯉꯥꯏꯇꯕ ꯑꯃꯁꯨꯡ ꯑꯔꯣꯏꯕ ꯃꯤꯀꯨꯞꯇ, ꯂꯥꯏꯔꯦꯝꯕꯤ ꯑꯗꯨꯅ ꯅꯨꯄꯤꯃꯆꯥ ꯑꯗꯨꯒꯤꯗꯃꯛ ꯁꯖꯤ ꯑꯃꯒꯤ ꯃꯍꯨꯠ ꯁꯤꯟꯈꯤ ꯑꯃꯁꯨꯡ ꯏꯐꯤꯖꯦꯅꯤꯌꯥꯕꯨ ꯇꯥꯎꯔꯤꯁꯇ ꯂꯩꯕ ꯃꯍꯥꯛꯀꯤ ꯁꯦꯡꯆꯨꯑꯔꯤꯗ ꯂꯥꯏꯒꯤ ꯊꯧꯒꯜꯂꯣꯏ ꯑꯃ ꯑꯣꯏꯍꯟꯈꯤ꯫ ꯑꯗꯨꯝ ꯑꯣꯏꯅꯃꯛ, ꯑꯥꯔꯇꯦꯃꯤꯁꯀꯤ ꯑꯇꯣꯞꯄ ꯋꯥꯔꯤꯁꯤꯡꯅ ꯃꯍꯥꯛꯄꯨ ꯌꯥꯝꯅ ꯅꯦꯝꯅ ꯇꯦꯡꯕꯥꯡꯕꯒꯤ ꯃꯋꯣꯡꯗ ꯎꯠꯂꯤ꯫ ꯃꯍꯥꯛꯅ ꯑꯥꯔꯇꯦꯃꯤꯁ ꯃꯁꯥꯃꯛ ꯅꯠꯇ꯭ꯔꯒ ꯃꯍꯥꯛꯀꯤ ꯇꯨꯡꯏꯟꯕꯁꯤꯡꯒꯤ ꯃꯔꯛꯇ ꯑꯃ‌‍ꯨꯕꯨ ꯏꯀꯥꯏ ꯈꯨꯝꯅꯕ ꯃꯥꯡꯍꯟꯅꯕ ꯍꯣꯠꯅꯔꯕ ꯃꯇꯨꯡꯗ ꯃꯍꯥꯛꯅ ꯁꯥꯗꯥꯟꯕ ꯑꯣꯔꯤꯌꯟ ꯑꯗꯨꯕꯨ ꯍꯥꯠꯈꯤ ꯍꯥꯏꯅ ꯍꯥꯏꯅꯩ꯫ ꯑꯥꯔꯇꯦꯃꯤꯁꯅ ꯂꯥꯏꯔꯦꯝꯕꯤ ꯑꯗꯨꯒꯤ ꯈꯣꯡꯂꯣꯏꯁꯤꯡꯒꯤ ꯃꯔꯛꯇ ꯑꯃ ꯑꯣꯏꯔꯤꯕ ꯀꯦꯂꯤꯁ꯭ꯇꯣꯕꯨ ꯖ꯭ꯌꯨꯁꯀ ꯂꯣꯏꯅꯅ ꯂꯩꯃꯤꯟꯅꯔꯕ ꯃꯇꯨꯡꯗ ꯕꯦꯌꯔ ꯑꯃ ꯑꯣꯏꯅ ꯑꯣꯟꯊꯣꯛꯈꯤ, ꯃꯗꯨꯒꯤ ꯃꯇꯨꯡꯗ ꯃꯍꯥꯛꯅ ꯃꯍꯥꯛꯄꯨ ꯑꯃꯁꯨꯡ ꯃꯍꯥꯛꯀꯤ ꯃꯆꯥꯅꯨꯄꯥ ꯑꯥꯔꯀꯥꯁꯄꯨ ꯑꯆꯧꯕ ꯑꯃꯁꯨꯡ ꯑꯄꯤꯛꯄ ꯕꯦꯌꯔ (ꯑꯥꯔꯀꯥꯁꯅ ꯑꯥꯔꯀꯥꯗꯤꯌꯟꯁꯤꯡꯒꯤ ꯖꯥꯇꯤ ꯂꯤꯡꯈꯠꯇ꯭ꯔꯤꯉꯩ ꯃꯃꯥꯡꯗ ꯑꯣꯏꯈꯤꯗ꯭ꯔꯕꯁꯨ) ꯀꯟꯁꯇꯦ ꯂꯦꯁꯟꯁꯤꯡꯗ ꯑꯣꯟꯊꯣꯛꯈꯤ꯫ ꯂꯥꯏꯔꯦꯝꯕꯤ ꯑꯗꯨꯅ ꯃꯍꯥꯛꯀꯤ ꯂꯤꯔꯨꯡ ꯁꯤꯖꯤꯟꯅꯗꯨꯅ ꯅꯤꯑꯣꯕꯦꯒꯤ ꯃꯆꯥꯅꯨꯄꯤ ꯇꯔꯨꯛ (ꯅꯠꯇ꯭ꯔꯒ ꯋꯥꯔꯤ ꯈꯔꯗ ꯇꯔꯦꯠ) ꯑꯗꯨ ꯃꯤꯅꯨꯡꯁꯤ ꯌꯥꯎꯗꯅ ꯍꯥꯠꯅꯕ ꯁꯤꯖꯤꯟꯅꯩ ꯃꯗꯨꯒꯤ ꯃꯇꯨꯡꯗ ꯃꯍꯥꯛꯀꯤ ꯑꯉꯥꯡ ꯄꯣꯛꯄꯒꯤ ꯃꯄꯥꯡꯒꯜ ꯑꯁꯤ ꯂꯦꯇꯣꯗꯒꯤ ꯍꯦꯟꯅ ꯍꯦꯜꯂꯤ ꯍꯥꯏꯅ ꯃꯍꯥꯛꯅ ꯂꯥꯎꯊꯣꯛꯈꯤ꯫ ꯁꯥꯗꯥꯟꯕ ꯑꯦꯛꯇꯦꯌꯟ ꯑꯗꯨꯅ, ꯃꯍꯥꯛ ꯑꯁꯤ ꯍꯦꯟꯅ ꯆꯥꯎꯕ ꯁꯥꯗꯥꯟꯕ ꯑꯃꯅꯤ ꯍꯥꯏꯅ ꯂꯥꯎꯊꯣꯛꯈꯤ꯫